ꯑꯅꯧꯕꯥ ꯔꯦꯁꯇꯣꯔꯦꯟ ꯑꯃꯒꯤ ꯐꯤꯆꯔꯁꯤꯡꯒꯤ ꯑꯀꯨꯞꯄꯥ ꯂꯤꯁ ꯑꯃ ꯁꯦꯝꯃꯨ꯫ ꯑꯅꯧꯕꯥ ꯔꯦꯁꯇꯣꯔꯦꯟ ꯑꯃ ꯍꯧꯗꯣꯛꯄ ꯃꯇꯝꯗ ꯈꯟꯅꯒꯗꯕꯥ ꯃꯔꯨꯑꯣꯏꯕ ꯐꯤꯆꯔ ꯀꯌꯥ ꯑꯃ ꯂꯩꯔꯤ꯫ ꯃꯈꯥꯗ ꯅꯍꯥꯛꯅ ꯈꯟꯅꯅꯤꯡꯂꯤꯕꯥ ꯃꯔꯨꯑꯣꯏꯕ ꯀꯝꯄꯣꯅꯦꯟ ꯑꯃꯁꯨꯡ ꯑꯣꯞꯁꯟ ꯈꯔꯒꯤ ꯑꯀꯨꯞꯄꯥ ꯂꯤꯁ ꯑꯃ ꯄꯤꯔꯤ: ꯑꯍꯥꯟꯕ:ꯋꯥꯈꯜꯂꯣꯟ ꯑꯃꯁꯨꯡ ꯑꯦꯝꯕꯤꯌꯟꯁ: ꯔꯦꯁꯇꯣꯔꯦꯟꯀꯤ ꯋꯥꯈꯜꯂꯣꯟꯒ ꯃꯥꯟꯅꯕ ꯑꯦꯠꯃꯣꯁꯐꯤꯌꯥꯔ ꯑꯃ ꯁꯦꯝꯕ ꯑꯁꯤ ꯃꯔꯨꯑꯣꯏ꯫ ꯃꯁꯤꯗ ꯗꯦꯀꯣꯔꯦꯁꯟ, ꯃꯩ ꯊꯥꯟꯅꯕ, ꯐꯔꯅꯤꯆꯔꯒꯤ ꯊꯧꯔꯥꯡ, ꯑꯃꯁꯨꯡ ꯃ꯭ꯌꯨꯖꯤꯛ ꯈꯟꯅꯕꯒꯤ ꯃꯑꯣꯡ ꯌꯥꯎꯕ ꯌꯥꯏ꯫ ꯃꯦꯅꯨ: ꯔꯦꯁꯇꯣꯔꯦꯟ ꯑꯃꯍꯦꯛꯇꯒꯤ ꯃꯔꯨꯑꯣꯏꯕ, ꯌꯥꯝꯅ ꯐꯖꯅ ꯁꯦꯝ ꯁꯥꯕ ꯃꯦꯅꯨ ꯑꯃꯅ ꯃꯒꯨꯟ ꯂꯩꯕ ꯄꯣꯠꯂꯝꯁꯤꯡ, ꯄ꯭ꯔꯖꯦꯟꯇꯦꯁꯟ ꯑꯃꯁꯨꯡ ꯇꯦꯁꯇꯥ ꯃꯤꯠꯌꯦꯡ ꯊꯝꯗꯨꯅꯥ ꯃꯈꯜ ꯀꯌꯥꯒꯤ ꯆꯥꯛꯁꯤꯡ ꯄꯤꯒꯗꯕꯅꯤ꯫ ꯇꯣꯉꯥꯟ-ꯇꯣꯉꯥꯟꯕ ꯗꯦꯑꯦꯇꯔꯤ ꯄꯔꯗꯛꯁꯟꯁꯤꯡ ꯅꯠꯇ꯭ꯔꯒꯥ ꯑꯊꯤꯡꯕꯁꯤꯡꯗꯨ ꯌꯥꯎꯍꯟꯅꯕꯥ ꯚꯦꯖꯦꯇꯦꯔꯤꯌꯥꯟ, ꯚꯦꯒꯥꯟ ꯑꯃꯁꯨꯡ ꯒ꯭ꯂꯨꯇꯦꯟ-ꯐ꯭ꯔꯤ ꯑꯣꯞꯁꯟꯁꯤꯡ ꯂꯩꯒꯗꯕꯅꯤ꯫ ꯕꯥꯔ: ꯕꯤꯌꯔ, ꯋꯥꯏꯟ, ꯀꯣꯛ, ꯑꯃꯁꯨꯡ ꯅꯟ-ꯑꯜꯀꯣꯍꯣꯂꯤꯛ ꯗ꯭ꯔꯤꯡꯁꯤꯡꯒꯤ ꯈꯟꯒꯠꯂꯕꯥ ꯕꯥꯔ ꯑꯦꯔꯤꯌꯥ ꯑꯃꯅ ꯑꯄꯨꯟꯕ ꯆꯥꯛ ꯊꯣꯡꯕꯒꯤ ꯑꯦꯛꯁꯄꯔꯤꯌꯦꯟꯁꯇ ꯍꯥꯞꯆꯤꯟꯕ ꯌꯥꯏ꯫ ꯔꯦꯁꯇꯣꯔꯦꯟꯀꯤ ꯇꯤꯝꯒꯤ ꯃꯇꯨꯡ ꯏꯟꯅ ꯁꯦꯝꯕ ꯁꯤꯒꯅꯦꯆꯔ ꯗ꯭ꯔꯤꯡꯁꯤꯡ ꯍꯥꯞꯆꯤꯟꯅꯕ ꯈꯟꯅꯕꯤꯌꯨ꯫ ꯃꯄꯥꯟꯗ ꯐꯝꯐꯝ: ꯗꯥꯏꯅꯥꯔꯁ ꯀꯌꯥꯅ ꯅꯣꯡꯖꯨ-ꯅꯨꯡꯁꯥ ꯈꯥꯛꯇꯅ ꯂꯩꯕ ꯃꯇꯝꯗ ꯃꯄꯥꯟꯗ ꯆꯥꯕꯒꯤ ꯑꯣꯞꯁꯟ ꯑꯁꯤ ꯌꯥꯝꯅ ꯄꯥꯝꯃꯤ꯫ ꯃꯄꯥꯟꯗ ꯐꯝꯐꯝ ꯑꯃ ꯍꯥꯞꯆꯤꯟꯕꯅ ꯍꯦꯟꯅ ꯅꯨꯡꯉꯥꯏꯕ ꯑꯃꯁꯨꯡ ꯅꯨꯡꯉꯥꯏꯕ ꯐꯤꯚꯝ ꯑꯃ ꯁꯦꯝꯒꯠꯄ ꯉꯝꯒꯅꯤ꯫ ꯀꯤꯆꯟ ꯏꯛꯕꯤꯞꯃꯦꯟꯁꯤꯡ: ꯆꯥꯅꯕ ꯆꯤꯟꯖꯥꯛ ꯑꯁꯤ ꯏꯐꯤꯁꯤꯌꯦꯟꯁꯤ ꯑꯣꯏꯅ ꯑꯃꯁꯨꯡ ꯈ꯭ꯋꯥꯏꯗꯒꯤ ꯋꯥꯡꯕ ꯊꯥꯛ ꯑꯃꯗ ꯁꯦꯝꯒꯠꯅꯕ ꯑꯋꯥꯡꯕ ꯊꯥꯛꯀꯤ, ꯀꯝꯃꯔꯁꯤꯑꯦꯜ ꯒ꯭ꯔꯦꯠꯀꯤ ꯀꯤꯆꯟ ꯏꯛꯕꯤꯞꯃꯦꯟꯁꯤꯡꯗ ꯁꯦꯜ ꯊꯥꯗꯕꯤꯌꯨ꯫ ꯇꯦꯛꯅꯣꯂꯣꯖꯤ: ꯑꯣꯔꯗꯔ ꯂꯧꯕꯥ, ꯏꯅꯚꯦꯟꯇꯔꯤ ꯃꯦꯅꯦꯖ ꯇꯧꯕ, ꯑꯃꯁꯨꯡ ꯄꯦꯃꯦꯟꯁꯤꯡ ꯍꯦꯟꯗꯜ ꯇꯧꯕꯒꯤ ꯄꯣꯏꯟꯇ-ꯑꯣꯐ-ꯁꯦꯜ ꯁꯤꯁꯇꯦꯝꯒꯨꯝꯕꯥ ꯑꯣꯄꯔꯦꯁꯟꯁꯤꯡ ꯁ꯭ꯇꯔꯤꯝꯂꯥꯏꯟ ꯇꯧꯅꯕ ꯇꯦꯛꯅꯣꯂꯣꯖꯤ ꯁꯤꯖꯤꯟꯅꯕꯤꯌꯨ꯫ ꯑꯣꯟꯂꯥꯏꯟ ꯔꯤꯖꯔꯕꯦꯁꯟ ꯁꯤꯁꯇꯦꯝ ꯑꯃꯁꯨꯡ ꯗꯤꯖꯤꯇꯦꯜ ꯃꯦꯅꯨ ꯕꯣꯔꯠꯁꯤꯡꯁꯨ ꯀꯥꯟꯅꯕ ꯑꯍꯦꯟꯕ ꯑꯃꯅꯤ꯫ ꯁ꯭ꯇꯥꯐꯁꯤꯡ: ꯑꯐꯕ ꯀꯁꯇꯃꯔ ꯁꯔꯕꯤꯁ ꯄꯤꯅꯕ ꯃꯔꯨꯞ-ꯃꯄꯥꯡ ꯑꯣꯏꯕ, ꯂꯧꯁꯤꯡ ꯂꯩꯕꯥ ꯁ꯭ꯇꯥꯐ ꯃꯦꯝꯕꯔꯁꯤꯡꯒꯤ ꯀꯥꯡꯕꯨ ꯑꯃ ꯍꯥꯏꯌꯔ ꯇꯧꯕ ꯑꯃꯁꯨꯡ ꯇ꯭ꯔꯦꯟ ꯇꯧꯕ꯫ ꯌꯥꯝꯅ ꯇ꯭ꯔꯦꯟ ꯇꯧꯔꯕ ꯇꯤꯝ ꯑꯃꯅ ꯄꯣꯖꯤꯇꯤꯕ ꯑꯣꯏꯕ ꯆꯥꯛ ꯊꯣꯡꯕꯒꯤ ꯑꯦꯛꯁꯄꯔꯤꯌꯦꯟꯁ ꯑꯃ ꯁꯦꯝꯒꯠꯄꯗ ꯑꯍꯣꯡꯕ ꯄꯨꯝꯅꯃꯛ ꯄꯨꯔꯛꯄ ꯉꯝꯒꯅꯤ꯫ ꯍꯥꯏꯖꯤꯟ ꯑꯃꯁꯨꯡ ꯁꯦꯐꯇꯤ: ꯔꯦꯁꯇꯣꯔꯦꯟ ꯑꯗꯨ ꯍꯛꯁꯦꯜ ꯑꯃꯁꯨꯡ ꯁꯦꯐꯇꯤꯒꯤ ꯀꯥꯡꯂꯣꯟꯁꯤꯡ ꯃꯄꯨꯡ ꯐꯥꯅ ꯉꯥꯛꯅ ꯆꯠꯄ, ꯁꯦꯡꯗꯣꯛꯄ ꯑꯃꯁꯨꯡ ꯍꯥꯏꯖꯤꯟꯒꯤ ꯑꯋꯥꯡꯕ ꯊꯥꯛꯁꯤꯡ ꯉꯥꯛꯅꯕ ꯆꯥꯡ ꯅꯥꯏꯕ ꯁꯦꯡꯗꯣꯛꯄ ꯑꯃꯁꯨꯡ ꯁꯦꯝꯖꯤꯟ-ꯁꯥꯖꯤꯟꯅꯕꯒꯤ ꯃꯇꯝ ꯂꯦꯞꯄꯥ ꯁꯣꯏꯗꯅ ꯇꯧꯕꯤꯌꯨ꯫ ꯃꯥꯔꯀꯦꯇꯤꯡ ꯑꯃꯁꯨꯡ ꯕ꯭ꯔꯥꯟꯗꯤꯡ: ꯔꯦꯁꯇꯣꯔꯦꯟꯀꯤ ꯁꯥꯏꯟꯖꯦꯖ, ꯃꯦꯅꯨ ꯗꯤꯖꯥꯏꯟ, ꯋꯦꯕꯁꯥꯏꯠ, ꯑꯃꯁꯨꯡ ꯁꯣꯁꯤꯑꯦꯜ ꯃꯤꯗꯤꯌꯥꯒꯤ ꯃꯐꯝꯗ ꯎꯕ ꯐꯪꯂꯤꯕ ꯑꯆꯦꯠꯄ ꯕ꯭ꯔꯥꯟꯗ ꯑꯥꯏꯗꯦꯟꯇꯤꯇꯤ ꯑꯃ ꯁꯦꯝꯒꯠꯄꯤꯌꯨ꯫ ꯀꯁꯇꯃꯔꯁꯤꯡꯕꯨ ꯄꯨꯛꯅꯤꯡ ꯆꯤꯡꯁꯤꯟꯅꯕ ꯑꯃꯁꯨꯡ ꯊꯝꯅꯕꯥ ꯗꯤꯁꯀꯥꯎꯟ, ꯂꯣꯏꯅꯅꯥ ꯄ꯭ꯔꯣꯒ꯭ꯔꯥꯝꯁꯤꯡ, ꯑꯃꯁꯨꯡ ꯑꯈꯟꯅꯕꯥ ꯊꯧꯔꯝꯁꯤꯡꯒꯨꯝꯕ ꯃꯥꯔꯀꯦꯇꯤꯡ ꯑꯃꯁꯨꯡ ꯄ꯭ꯔꯃꯣꯁꯟꯒꯤ ꯇꯦꯛꯅꯤꯛꯁꯤꯡ ꯁꯤꯖꯤꯟꯅꯩ꯫ ꯆꯠꯄ ꯌꯥꯕ: ꯔꯦꯁꯇꯣꯔꯦꯟ ꯑꯁꯤ ꯗꯤꯁꯑꯦꯕꯜ ꯑꯣꯏꯔꯕ ꯗꯥꯏꯅꯥꯔꯁꯁꯤꯡꯅ ꯆꯠꯄ ꯌꯥꯕ ꯑꯣꯏꯒꯗꯕꯅꯤ, ꯔꯦꯛꯁꯤꯡ, ꯑꯣꯇꯣꯃꯦꯇꯤꯛ ꯊꯣꯛꯁꯤꯡ, ꯑꯃꯁꯨꯡ ꯍꯨꯏꯜꯆꯦꯌꯥꯔꯅꯥ ꯆꯠꯄꯥ ꯌꯥꯕ ꯐꯝꯐꯝꯁꯤꯡ ꯂꯩꯒꯗꯕꯅꯤ꯫ ꯍꯥꯏꯔꯤꯕ ꯑꯁꯤ ꯑꯅꯧꯕ ꯔꯦꯁꯇꯣꯔꯦꯟ ꯑꯃꯗ ꯌꯥꯎꯍꯟꯅꯕ ꯌꯥꯕ ꯐꯤꯆꯔ ꯀꯌꯥꯒꯤ ꯃꯅꯨꯡꯗꯥ ꯈꯔꯈꯛꯇꯅꯤ, ꯃꯁꯤꯅ ꯃꯁꯤꯒꯤ ꯃꯥꯢ ꯄꯥꯛꯄ ꯑꯁꯤ ꯁꯣꯏꯗꯅꯥ ꯐꯪꯍꯟꯒꯅꯤ꯫ ꯕꯤꯖꯤꯅꯦꯁꯀꯤ ꯃꯁꯛ ꯈꯨꯗꯤꯡꯃꯛ ꯆꯦꯛꯁꯤꯟꯅ ꯈꯟꯅꯗꯨꯅꯥ ꯔꯦꯁꯇꯣꯔꯦꯟ ꯑꯃꯁꯨꯡ ꯃꯁꯤꯒꯤ ꯀꯁꯇꯃꯔꯁꯤꯡ ꯑꯅꯤꯃꯛꯀꯤ ꯃꯊꯧ ꯇꯥꯕꯁꯤꯡ ꯑꯗꯨ ꯌꯦꯡꯁꯤꯜꯂꯤꯕ ꯑꯄꯨꯟꯕ ꯄ꯭ꯂꯥꯟ ꯑꯃ ꯁꯦꯝꯕꯥ ꯑꯁꯤ ꯌꯥꯝꯅ ꯃꯔꯨꯑꯣꯏ꯫